ꯄꯣꯠꯊꯣꯛ ꯑꯃꯒꯤꯗꯃꯛ ꯑꯈꯟꯅꯕ ꯌꯣꯟꯕ ꯄꯣꯏꯟꯇ ꯃꯉꯥꯒꯤ ꯂꯤꯁ꯭ꯠ ꯑꯃ ꯁꯦꯝꯃꯨ꯫ ꯄ꯭ꯔꯤꯃꯤꯌꯝ ꯀ꯭ꯕꯥꯂꯤꯇꯤꯒꯤ ꯃꯆꯥꯛꯁꯤꯡ: ꯑꯩꯈꯣꯏꯒꯤ ꯄꯣꯠꯊꯣꯛ ꯑꯁꯤ ꯑꯋꯥꯡꯕ ꯊꯥꯛꯀꯤ ꯃꯆꯥꯛꯁꯤꯡꯅ ꯁꯦꯝꯕꯅꯤ꯫ ꯃꯗꯨꯅ ꯇꯨꯡ ꯀꯣꯏꯅ ꯆꯠꯄ ꯑꯃꯁꯨꯡ ꯃꯇꯝ ꯁꯥꯡꯅ ꯍꯤꯡꯕꯒꯤ ꯒꯔꯦꯟꯇꯤ ꯄꯤꯔꯤ꯫ ꯌꯥꯝꯅ ꯁꯤꯖꯤꯟꯅꯕ ꯌꯥꯕ ꯁꯤꯖꯤꯟꯅꯕ: ꯄꯣꯠꯊꯣꯛ ꯑꯁꯤ ꯌꯥꯝꯅ ꯁꯤꯖꯤꯟꯅꯕ ꯌꯥꯕ ꯑꯣꯏꯅ ꯁꯦꯝꯈꯤꯕꯅꯤ꯫ ꯑꯃꯁꯨꯡ ꯇꯣꯉꯥꯟ ꯇꯣꯉꯥꯟꯕ ꯊꯕꯛ ꯊꯧꯔꯝꯁꯤꯡꯒꯤꯗꯃꯛꯇ ꯃꯈꯜ ꯀꯌꯥꯒꯤ ꯁꯦꯇꯤꯡꯁꯤꯡꯗ ꯁꯤꯖꯤꯟꯅꯕ ꯌꯥꯏ꯫ ꯃꯁꯤꯅ ꯃꯄꯨꯡ ꯐꯥꯕ ꯃꯜꯇꯤꯄꯜ ꯄ꯭ꯔꯣꯕ꯭ꯂꯦꯝ-ꯁꯣꯜꯕꯤꯡ ꯇꯨꯜ ꯑꯃ ꯑꯣꯏꯍꯜꯂꯤ꯫ ꯑꯅꯧꯕ ꯇꯦꯛꯅꯣꯂꯣꯖꯤ: ꯑꯩꯈꯣꯏꯒꯤ ꯄꯣꯠꯊꯣꯛ ꯑꯁꯤ ꯈ꯭ꯋꯥꯏꯗꯒꯤ ꯅꯧꯕ ꯑꯅꯧꯕ ꯇꯦꯛꯅꯣꯂꯣꯖꯤ ꯁꯤꯖꯤꯟꯅꯗꯨꯅ ꯗꯤꯖꯥꯏꯟ ꯇꯧꯈꯤꯕꯅꯤ꯫ ꯃꯁꯤꯅ ꯀꯁ꯭ꯇꯃꯔꯗ ꯈ꯭ꯋꯥꯏꯗꯒꯤ ꯏꯐꯤꯁꯤꯌꯦꯟꯇ ꯑꯃꯁꯨꯡ ꯏꯐꯦꯛꯇꯤꯕ ꯑꯣꯏꯕ ꯁꯣꯂꯨꯁꯟ ꯄꯤꯔꯤ꯫ ꯑꯦꯟꯚꯥꯏꯔꯟꯃꯦꯟꯇ ꯐ꯭ꯔꯦꯟꯗꯂꯤ: ꯑꯩꯈꯣꯏꯅ ꯑꯩꯈꯣꯏꯒꯤ ꯃꯦꯟꯌꯨꯐꯦꯛꯆ꯭ꯔꯤꯡ ꯄ꯭ꯔꯣꯁꯦꯁꯇ ꯑꯀꯣꯏꯕꯒꯤ ꯐꯤꯕꯝꯕꯨ ꯃꯔꯨ ꯑꯣꯏꯅ ꯂꯧꯏ꯫ ꯑꯃꯁꯨꯡ ꯑꯩꯈꯣꯏꯒꯤ ꯄꯣꯠꯊꯣꯛ ꯑꯁꯤ ꯏꯀꯣꯐ꯭ꯔꯦꯟꯗꯂꯤ ꯃꯦꯇꯔꯤꯑꯦꯜꯁꯤꯡꯅ ꯁꯦꯝꯕꯅꯤ꯫ ꯑꯃꯁꯨꯡ ꯃꯁꯤꯒ ꯃꯥꯟꯅꯕ ꯄꯣꯠꯊꯣꯛꯁꯤꯡꯗꯒꯤ ꯍꯦꯟꯅ ꯄꯦꯀꯦꯖꯤꯡ ꯌꯥꯝꯅ ꯅꯦꯝꯅ ꯂꯥꯛꯏ꯫ ꯑꯦꯛꯁꯦꯞꯇꯦꯟꯁ ꯀꯁ꯭ꯇꯃꯔ ꯁꯔꯕꯤꯁ: ꯑꯩꯈꯣꯏꯒꯤ ꯀꯃꯤꯠꯃꯦꯟꯇ ꯑꯁꯤ ꯑꯗꯣꯝꯒꯤ ꯅꯨꯡꯉꯥꯏꯕ ꯑꯗꯨꯅꯤ꯫ ꯑꯩꯈꯣꯏꯒꯤ ꯀꯁ꯭ꯇꯃꯔ ꯑꯩꯈꯣꯏꯅ ꯑꯗꯣꯝꯅ ꯑꯩꯈꯣꯏꯒꯤ ꯑꯉꯛꯄ ꯀꯁ꯭ꯇꯃꯔ ꯁꯔꯕꯤꯁꯀꯤ ꯈꯨꯗꯣꯡꯆꯥꯕ ꯐꯪꯒꯅꯤ꯫ ꯑꯗꯣꯝꯒꯤ ꯗꯔꯀꯥꯔ ꯑꯣꯏꯕꯁꯤꯡꯗ ꯃꯤꯠꯌꯦꯡ ꯊꯝꯒꯅꯤ ꯑꯃꯁꯨꯡ ꯃꯇꯝ ꯄꯨꯝꯅꯃꯛꯇ ꯑꯗꯣꯝꯒꯤ ꯑꯦꯁ꯭ꯄꯤꯔꯦꯁꯟꯁꯤꯡꯗꯒꯤ ꯍꯦꯟꯅ ꯌꯥꯡꯅ ꯆꯠꯀꯅꯤ꯫ ꯃꯈꯥꯗ ꯄꯤꯔꯤꯕ ꯋꯥꯍꯩ ꯑꯁꯤ ꯄꯤꯔꯒ ꯑꯔꯊ ꯑꯃꯈꯛꯇꯃꯛ ꯊꯝꯕ ꯋꯥꯍꯩꯒꯤ ꯚꯦꯔꯤꯑꯦꯁꯟ ꯑꯅꯤ ꯁꯦꯝꯃꯨ꯫ ꯃꯍꯥꯛ ꯍꯩꯊꯣꯏ-ꯁꯤꯡꯊꯣꯏꯔꯕ ꯃ꯭ꯌꯨꯖꯤꯁꯤꯌꯥꯟ ꯑꯃꯅꯤ꯫ ꯃ꯭ꯌꯨꯖꯤꯁꯤꯌꯥꯟ ꯑꯃ ꯑꯣꯏꯅ ꯃꯍꯥꯛꯅ ꯌꯥꯝꯅ ꯅꯨꯡꯉꯥꯏꯕ ꯇꯦꯂꯦꯟꯇ ꯑꯃ ꯂꯩ꯫ ꯃꯍꯥꯛꯀꯤ ꯃ꯭ꯌꯨꯖꯤꯛꯀꯤꯗꯃꯛ ꯁꯤꯡꯊꯥꯅꯤꯡꯉꯥꯏ ꯑꯣꯏꯕ ꯈꯨꯗꯣꯜ ꯑꯃ ꯂꯩ꯫ ꯉꯁꯤꯗꯤ ꯀꯅꯥꯅ ꯍꯦꯟꯅ ꯄꯥꯝꯅꯔꯤꯕꯅꯣ ꯖꯥꯚꯥ ꯅꯠꯇ꯭ꯔꯒ ꯖꯥꯚꯥꯁ꯭ꯀꯔꯤꯞꯇ? ꯉꯁꯤꯗꯤ ꯂꯣꯜ ꯑꯅꯤ ꯑꯁꯤꯒꯤ ꯃꯅꯨꯡꯗ ꯀꯅꯥꯅ ꯍꯦꯟꯅ ꯄꯥꯝꯅꯔꯤꯕꯅꯣ ꯍꯥꯏꯕꯁꯤ ꯁꯣꯏꯗꯅ ꯈꯪꯗꯣꯛꯄ ꯉꯝꯗꯦ꯫ ꯃꯔꯝꯗꯤ ꯃꯁꯤ ꯃꯤꯌꯥꯝꯅ ꯄꯥꯝꯅꯕ ꯑꯁꯤ ꯌꯦꯡꯁꯤꯟꯅꯕ ꯁꯤꯖꯤꯟꯅꯔꯤꯕ ꯀ꯭ꯔꯥꯏꯇꯦꯔꯤꯌꯥ ꯑꯗꯨꯗ ꯌꯨꯝꯐꯝ ꯑꯣꯏ꯫ ꯑꯗꯨꯝ ꯑꯣꯏꯅꯃꯛ ꯇꯣꯇꯦꯜ ꯏꯟꯗꯦꯛꯁ ꯑꯣꯐ ꯕꯥꯏꯑꯣꯀ꯭ꯂꯥꯏꯃꯦꯇꯤꯞ ꯏꯐꯦꯛꯇꯤꯞꯅꯦꯁ ꯒꯤ ꯏꯟꯗꯦꯛꯁ ,ꯔꯦꯗꯃꯣꯡ, ꯑꯃꯁꯨꯡ ꯁ꯭ꯇꯦꯛ ꯑꯣꯚꯔꯐ꯭ꯂꯣ ꯑꯦꯅꯨꯑꯦꯜ ꯗꯤꯕꯦꯂꯄꯔ ꯁꯔꯚꯦꯒꯨꯝꯕ ꯁꯔꯚꯦ ꯑꯃꯁꯨꯡ ꯏꯟꯗꯦꯛꯁ ꯀꯌꯥꯒꯤ ꯃꯇꯨꯡ ꯏꯟꯅꯥ ꯖꯥꯚꯥ ꯑꯃꯁꯨꯡ ꯖꯥꯚꯥꯁ꯭ꯀꯔꯤꯞꯇ ꯑꯅꯤꯃꯛ ꯃꯥꯂꯦꯝꯗ ꯈ꯭ꯋꯥꯏꯗꯒꯤ ꯌꯥꯝꯅ ꯁꯤꯖꯤꯟꯅꯕ ꯄ꯭ꯔꯣꯒ꯭ꯔꯥꯝꯃꯤꯡ ꯂꯣꯜꯁꯤꯡꯒꯤ ꯃꯅꯨꯡꯗ ꯑꯃꯅꯤ꯫ ꯐꯥꯎꯕꯗ , ꯖꯥꯚꯥꯁ꯭ꯛꯔꯤꯞꯇ ꯑꯁꯤ ꯋꯦꯕ ꯗꯤꯕꯦꯂꯄꯃꯦꯟꯇꯗ ꯌꯥꯝꯅ ꯁꯤꯖꯤꯟꯅꯕ ꯌꯥꯕ ꯑꯃꯁꯨꯡ ꯄꯥꯛ ꯁꯟꯅ ꯁꯤꯖꯤꯟꯅꯕꯅ ꯃꯔꯝ ꯑꯣꯏꯗꯨꯅ ꯗꯤꯕꯦꯂꯄꯔꯁꯤꯡꯒꯤ ꯃꯔꯛꯇꯥ ꯈ꯭ꯋꯥꯏꯗꯒꯤ ꯃꯃꯤꯡ ꯆꯠꯄ ꯂꯣꯜꯁꯤꯡꯒꯤ ꯃꯅꯨꯡꯗ ꯑꯃ ꯑꯣꯏꯅ ꯂꯦꯞꯇꯅ ꯔꯦꯉ꯭ꯛ ꯇꯧꯔꯤ꯫ ꯑꯃꯔꯣꯝꯗ, ꯆꯍꯤ ꯀꯌꯥꯗꯒꯤ ꯖꯥꯚꯥ ꯑꯁꯤ ꯃꯔꯨꯑꯣꯏꯅ ꯑꯦꯟꯇꯔꯄ꯭ꯔꯥꯏꯖ-ꯁ꯭ꯀꯦꯜ ꯑꯦꯞꯂꯤꯀꯦꯁꯟꯁꯤꯡ ꯁꯦꯝꯒꯠꯄꯗ ꯄꯥꯛ ꯁꯟꯅ ꯄꯥꯝꯅꯔꯛꯂꯤ ꯑꯃꯁꯨꯡ ꯍꯧꯖꯤꯛꯁꯨ ꯏꯟꯗꯁ꯭ꯇꯔꯤ ꯑꯁꯤꯗ ꯑꯆꯦꯠꯄ ꯃꯐꯝ ꯑꯃ ꯂꯩꯔꯤ꯫ ꯃꯁꯤꯃꯁꯨ ꯄꯟꯒꯗꯕꯅꯤ ꯃꯗꯨꯗꯤ ꯖꯥꯚꯥ ꯑꯃꯁꯨꯡ ꯖꯥꯚꯥꯁ꯭ꯛꯔꯤꯞꯇꯅ ꯇꯣꯉꯥꯟ ꯇꯣꯉꯥꯟꯕ ꯄꯥꯟꯗꯝꯁꯤꯡ ꯐꯪꯏ꯫ ꯖꯥꯚꯥꯁ꯭ꯀꯔꯤꯞꯇ ꯑꯁꯤ ꯃꯔꯨ ꯑꯣꯏꯅ ꯋꯦꯕ ꯄꯦꯖ ꯀꯟꯇꯦꯟꯇ ꯁꯦꯝꯕ ꯑꯃꯁꯨꯡ ꯀꯟꯇ꯭ꯔꯣꯜ ꯇꯧꯕꯗ ꯁꯤꯖꯤꯟꯅꯕ ꯐ꯭ꯔꯟꯇ-ꯑꯦꯟꯗ ꯂꯣꯜ ꯑꯃꯅꯤ꯫ ꯑꯗꯨꯕꯨ ꯖꯥꯚꯥ ꯑꯁꯤ ꯕꯦꯛ-ꯑꯦꯟꯗ ꯗꯤꯕꯦꯂꯄꯃꯦꯟꯇꯀꯤꯗꯃꯛ ꯌꯥꯝꯅ ꯁꯤꯖꯤꯟꯅꯩ꯫